ꯃꯈꯥꯗ ꯄꯤꯔꯤꯕ ꯋꯥꯐꯝ ꯑꯁꯤ ꯚꯤꯖꯨꯑꯦꯜ ꯑꯣꯏꯅ ꯁꯟꯗꯣꯛꯅ ꯇꯥꯛꯅꯕ ꯒ꯭ꯔꯥꯐꯤꯛ ꯑꯃ ꯁꯦꯝꯃꯨ꯫ ꯑꯦ. ꯑꯥꯏ. ꯁꯤꯁ꯭ꯇꯦꯃꯁꯤꯡ ꯑꯁꯤ ꯃꯁꯤꯡ ꯌꯥꯝꯂꯕ ꯋꯥꯈꯜꯂꯣꯅꯁꯤꯡꯒ ꯂꯣꯏꯅꯅ ꯑꯔꯨꯕ ꯋꯥꯐꯝꯁꯤꯡꯒꯤ ꯃꯇꯥꯡꯗ ꯋꯥꯔꯦꯞ ꯂꯧꯕꯗ ꯁꯤꯖꯤꯟꯅꯕ ꯌꯥꯏ꯫ ꯑꯩꯍꯥꯛꯅ ꯌꯥꯝꯅ ꯅꯨꯡꯉꯥꯏꯖꯩ, ꯑꯗꯨꯕꯨ ꯂꯣꯜꯒꯤ ꯑꯦ. ꯑꯥꯏ. ꯒꯤ ꯃꯣꯗꯦꯜ ꯑꯃ ꯑꯣꯏꯅ ꯑꯩꯍꯥꯛꯅ ꯒ꯭ꯔꯥꯐꯤꯛꯁ ꯁꯦꯝꯕꯒꯤ ꯊꯧꯅ ꯂꯩꯇꯦ꯫ ꯑꯗꯨꯝ ꯑꯣꯏꯅꯃꯛ, ꯑꯩꯅ ꯋꯥꯐꯝ ꯑꯁꯤꯕꯨ ꯃꯤꯠꯌꯦꯡꯗ ꯐꯣꯡꯗꯣꯛꯄ ꯉꯝꯕ ꯑꯣꯏꯊꯣꯛꯄ ꯌꯥꯕ ꯒ꯭ꯔꯥꯐꯤꯛ ꯑꯃꯒꯤ ꯃꯇꯥꯡꯗ ꯐꯣꯡꯗꯣꯛꯄ ꯌꯥꯏ꯫ ꯒ꯭ꯔꯥꯐꯤꯛ ꯑꯁꯤꯅ ꯑꯦ. ꯑꯥꯏ. ꯒꯤ ꯀꯝꯞꯌꯨꯇꯔ ꯅꯠꯇ꯭ꯔꯒꯥ ꯔꯣꯕꯣꯠ ꯑꯃꯒꯤ ꯏꯁ꯭ꯇꯥꯏꯂꯥꯏꯖ ꯇꯧꯔꯕ ꯏꯃꯦꯖ ꯑꯃ ꯎꯠꯄ ꯌꯥꯏ ꯑꯃꯁꯨꯡ ꯃꯁꯤꯗ ꯃꯁꯤꯡ ꯌꯥꯝꯂꯕ ꯏꯟꯄꯨꯠꯁꯤꯡ ꯄꯤꯒꯅꯤ꯫ ꯍꯥꯏꯔꯤꯕ ꯏꯟꯄꯨꯠꯁꯤꯡ ꯑꯁꯤꯅ ꯋꯥꯐꯝ ꯑꯁꯤꯗ ꯄꯟꯈꯤꯕ ꯃꯌꯥꯏ ꯑꯣꯏꯕ ꯋꯥꯈꯜꯂꯣꯅꯁꯤꯡꯒ ꯂꯣꯏꯅꯅ ꯑꯔꯨꯕ ꯋꯥꯐꯝꯁꯤꯡ ꯔꯤꯄꯔꯖꯦꯟꯇ ꯇꯧꯕ ꯌꯥꯏ꯫ ꯃꯗꯨꯒꯤ ꯃꯇꯨꯡꯗ ꯑꯦꯔꯣꯁꯤꯡꯅ ꯏꯟꯄꯨꯠꯁꯤꯡꯗꯒꯤ ꯑꯦ. ꯑꯥꯏ. ꯗ ꯄꯣꯏꯟꯇ ꯇꯧꯕ ꯌꯥꯏ, ꯃꯁꯤꯅ ꯑꯦ. ꯑꯥꯏ. ꯅ ꯏꯟꯐꯣꯔꯃꯦꯁꯟ ꯑꯗꯨ ꯀꯔꯝꯅ ꯄ꯭ꯔꯣꯁꯦꯁ ꯇꯧꯔꯤꯕꯒꯦ ꯍꯥꯏꯕꯗꯨ ꯎꯠꯄ ꯌꯥꯏ꯫ ꯑꯔꯣꯏꯕꯗ, ꯑꯦ. ꯑꯥꯏ. ꯅ ꯋꯥꯔꯦꯞ ꯑꯃ ꯅꯠꯇ꯭ꯔꯒꯥ ꯁꯣꯂꯨꯁꯟ ꯑꯃ ꯑꯥꯎꯠꯄꯨꯠ ꯇꯧꯕ ꯑꯣꯏꯅ ꯎꯠꯄ ꯌꯥꯏ, ꯃꯁꯤ ꯂꯥꯏꯠꯕꯜ ꯅꯠꯇ꯭ꯔꯒꯥ ꯆꯦꯀꯃꯥꯔꯛ ꯑꯃꯅ ꯔꯤꯄꯔꯖꯦꯟꯇ ꯇꯧꯏ꯫ ꯑꯄꯨꯟꯕ ꯚꯤꯖꯨꯑꯦꯜ ꯃꯦꯁꯦꯖ ꯑꯁꯤ ꯁꯤꯁ꯭ꯇꯦꯝꯁꯤꯡꯅ ꯀꯝꯞꯂꯦꯛꯁ ꯏꯟꯐꯣꯔꯃꯦꯁꯟ ꯂꯧꯕ ꯌꯥꯏ ꯑꯃꯁꯨꯡ ꯏꯟꯐꯣꯔꯃꯦꯁꯟ ꯑꯗꯨꯗ ꯌꯨꯝꯐꯝ ꯑꯣꯏꯗꯨꯅ ꯏꯟꯐꯣꯔꯃꯦꯗ ꯑꯣꯏꯕ ꯋꯥꯔꯦꯞꯁꯤꯡ ꯂꯧꯕ ꯌꯥꯏ ꯍꯥꯏꯕꯁꯤ ꯑꯣꯏꯒꯅꯤ꯫ ꯋꯥꯔꯦꯞ ꯂꯧꯕꯗ ꯑꯍꯣꯡꯕ ꯄꯨꯔꯛꯄ: ꯑꯦ. ꯑꯥꯏ. ꯅ ꯀꯝꯞꯂꯦꯛꯁ ꯗꯦꯇꯥ ꯑꯦꯅꯥꯂꯥꯏꯖ ꯇꯧꯕ ꯉꯝꯒꯅꯤ ꯑꯃꯁꯨꯡ ꯕꯤꯖꯤꯅꯦꯁꯁꯤꯡꯗ ꯃꯃꯜ ꯌꯥꯝꯂꯕ ꯋꯥꯈꯜꯂꯣꯟꯁꯤꯡ ꯄꯤꯕ ꯉꯝꯒꯅꯤ, ꯃꯁꯤꯅ ꯃꯈꯣꯏꯗ ꯋꯥꯈꯜ ꯇꯥꯕ ꯋꯥꯔꯦꯞ ꯂꯧꯕ ꯌꯥꯍꯜꯂꯤ ꯑꯃꯁꯨꯡ ꯃꯤꯑꯣꯏꯕꯒꯤ ꯑꯁꯣꯏꯕꯒꯤ ꯈꯨꯗꯣꯡꯊꯤꯕ ꯍꯟꯊꯍꯜꯂꯤ꯫ ꯏꯐꯤꯁꯤꯑꯦꯟꯁꯤ ꯍꯦꯟꯒꯠꯍꯟꯕ: ꯑꯦ. ꯑꯥꯏ. ꯒꯤ ꯑꯦꯞꯂꯤꯀꯦꯁꯟꯁꯤꯡꯅ ꯋꯥꯔꯛꯐ꯭ꯂꯣ ꯄ꯭ꯔꯣꯁꯦꯁꯁꯤꯡ ꯐꯒꯠꯍꯟꯕ ꯉꯝꯒꯅꯤ ꯑꯃꯁꯨꯡ ꯍꯟꯖꯤꯟ ꯍꯟꯖꯤꯟ ꯇꯧꯕ ꯊꯕꯛꯁꯤꯡ ꯑꯣꯇꯣꯃꯦꯠ ꯇꯧꯕ ꯉꯝꯒꯅꯤ, ꯃꯁꯤꯅ ꯕꯤꯖꯤꯅꯦꯁ ꯑꯃꯒꯤ ꯄ꯭ꯔꯗꯛꯇꯤꯕꯤꯇꯤ ꯑꯃꯁꯨꯡ ꯏꯐꯤꯁꯤꯑꯦꯟꯁꯤ ꯍꯦꯟꯒꯠꯍꯟꯕ ꯉꯝꯒꯅꯤ꯫ ꯄꯔꯁꯣꯅꯦꯂꯥꯏꯖ ꯃꯥꯔꯀꯦꯇꯤꯡ: ꯑꯦ. ꯑꯥꯏ. ꯅ ꯕꯤꯖꯤꯅꯦꯁꯁꯤꯡꯗ ꯃꯈꯣꯏꯒꯤ ꯄꯁꯟꯗ ꯑꯃꯁꯨꯡ ꯂꯃꯆꯠ-ꯁꯥꯖꯠ ꯂꯦꯞꯊꯣꯛꯅꯕ ꯀꯁ꯭ꯇꯃꯔ ꯗꯦꯇꯥ ꯑꯦꯅꯥꯂꯥꯏꯖ ꯇꯧꯗꯨꯅ ꯃꯈꯣꯏꯒꯤ ꯃꯥꯔꯀꯦꯇꯤꯡ ꯏꯁ꯭ꯇꯔꯦꯇꯦꯖꯤꯁꯤꯡ ꯃꯈꯣꯏꯒꯤ ꯇꯥꯔꯒꯦꯠ ꯀꯁ꯭ꯇꯃꯔꯁꯤꯡꯒ ꯆꯨꯁꯤꯟꯅꯍꯟꯕꯗ ꯃꯇꯦꯡ ꯄꯥꯡꯕ ꯌꯥꯏ꯫ ꯑꯍꯣꯡꯕ ꯀꯁ꯭ꯇꯃꯔ ꯁꯔꯕꯤꯁ: ꯑꯦ. ꯑꯥꯏ. ꯒꯤ ꯆꯦꯠꯕꯣꯠ ꯑꯃꯁꯨꯡ ꯚꯔꯆꯨꯑꯦꯜ ꯑꯦꯁꯤꯁ꯭ꯇꯦꯟꯇꯁꯤꯡꯅ ꯄꯨꯡ ꯀꯨꯟꯃꯔꯤ ꯑꯃꯁꯨꯡ ꯇꯔꯦꯠ ꯊꯨꯅ ꯑꯃꯁꯨꯡ ꯌꯥꯝꯅ ꯊꯨꯅ ꯀꯁ꯭ꯇꯃꯔ ꯁꯄꯣꯔꯠ ꯄꯤꯕ ꯉꯝꯒꯅꯤ, ꯃꯁꯤꯅ ꯑꯄꯨꯟꯕ ꯀꯁ꯭ꯇꯃꯔ ꯑꯦꯛꯁꯄꯔꯤꯌꯦꯟꯁ ꯐꯒꯠꯍꯟꯕ ꯉꯝꯒꯅꯤ꯫ ꯄ꯭ꯔꯤꯗꯤꯛꯇꯤꯚ ꯃꯦꯟꯇꯦꯅꯦꯟꯁ: ꯃꯦꯅꯌꯨꯐꯦꯛꯆꯔꯤꯡꯒꯨꯝꯕ ꯏꯟꯗꯁ꯭ꯇꯔꯤꯁꯤꯡꯗ, ꯑꯦ. ꯑꯥꯏ. ꯅ ꯏꯀꯌꯨꯏꯞꯃꯦꯟꯇꯁꯤꯡ ꯁꯣꯛꯄ ꯑꯃꯁꯨꯡ ꯃꯦꯟꯇꯦꯅꯦꯟꯁ ꯁꯦꯗ꯭ꯌꯨꯜ ꯇꯧꯕꯒꯤ ꯃꯇꯥꯡꯗ ꯂꯥꯎꯊꯣꯛꯄꯗ ꯃꯇꯦꯡ ꯄꯥꯡꯕ ꯉꯝꯃꯤ, ꯃꯁꯤꯅ ꯃꯃꯜ ꯍꯟꯊꯍꯟꯕ ꯑꯃꯁꯨꯡ ꯗꯣꯎꯟꯇꯥꯏꯝ ꯍꯟꯊꯍꯟꯕ ꯉꯝꯃꯤ꯫